ꯑꯣꯟꯂꯥꯏꯟ ꯁ꯭ꯇꯣꯔ ꯑꯁꯤꯅ ꯃꯈꯜ ꯀꯌꯥꯒꯤ ꯄꯣꯠꯊꯣꯛꯁꯤꯡ ꯌꯣꯜꯂꯤ ꯑꯃꯁꯨꯡ ꯂꯩꯕꯥꯛ ꯀꯌꯥꯗ ꯊꯕꯛ ꯇꯧꯔꯤ꯫ ꯑꯣꯟꯂꯥꯏꯟ ꯁ꯭ꯇꯣꯔ ꯑꯃꯅ ꯑꯣꯔꯗꯔꯁꯤꯡ ꯊꯥꯗꯣꯛꯄꯒꯤ ꯈ꯭ꯋꯥꯏꯗꯒꯤ ꯏꯐꯤꯁꯤꯑꯦꯟꯇ ꯑꯣꯏꯕ ꯃꯑꯣꯡ ꯑꯁꯤ ꯀꯁ꯭ꯇꯃꯔꯒꯤ ꯃꯐꯝ, ꯄꯣꯠꯊꯣꯛ ꯑꯗꯨꯒꯤ ꯑꯔꯨꯝꯕ, ꯗꯥꯏꯃꯦꯟꯁꯟ, ꯃꯈꯜ, ꯁꯤꯄꯤꯡꯒꯤ ꯃꯃꯜ, ꯄꯤꯕꯒꯤ ꯃꯇꯝ ꯑꯃꯁꯨꯡ ꯂꯣꯀꯦꯜ ꯔꯦꯒꯨꯂꯦꯁꯟꯁꯤꯡꯒꯨꯝꯕ ꯇꯣꯉꯥꯟ-ꯇꯣꯉꯥꯟꯕ ꯐꯦꯛꯇꯔꯁꯤꯡꯒꯤ ꯃꯈꯥ ꯄꯣꯜꯂꯤ꯫ ꯑꯣꯏꯊꯣꯛꯄ ꯌꯥꯕ ꯁ꯭ꯇꯔꯦꯇꯦꯖꯤ ꯑꯃꯅ ꯂꯩꯕꯥꯛ ꯈꯨꯗꯤꯡꯃꯛꯀꯤ ꯑꯣꯏꯅ ꯈ꯭ꯋꯥꯏꯗꯒꯤ ꯌꯥꯝꯅ ꯁꯤꯖꯤꯟꯅꯕ ꯁꯤꯄꯤꯡ ꯀꯦꯔꯤꯌꯔꯁꯤꯡ ꯑꯃꯁꯨꯡ ꯁꯔꯚꯤꯁꯁꯤꯡ ꯂꯦꯞꯊꯣꯛꯅꯕ, ꯍꯧꯈꯤꯕ ꯑꯣꯔꯗꯔꯁꯤꯡꯒꯤ ꯗꯦꯇꯥꯁꯤꯡ ꯑꯦꯅꯂꯥꯏꯖ ꯇꯧꯕ, ꯃꯁꯤꯒ ꯂꯣꯏꯅꯅ ꯈ꯭ꯋꯥꯏꯗꯒꯤ ꯃꯃꯜ ꯍꯣꯡꯕ ꯑꯃꯁꯨꯡ ꯊꯥꯖꯕ ꯌꯥꯕ ꯑꯣꯞꯁꯟꯁꯤꯡ ꯈꯪꯗꯣꯛꯄ ꯑꯁꯤ ꯌꯥꯎꯕ ꯌꯥꯏ꯫ ꯑꯍꯦꯟꯕ ꯏꯐꯤꯁꯤꯑꯦꯟꯁꯤꯒꯤ ꯊꯧꯔꯥꯡꯁꯤꯡꯗꯤ ꯃꯈꯥꯗ ꯄꯤꯔꯤꯕꯁꯤꯡꯁꯤ ꯌꯥꯎꯕ ꯌꯥꯏ: ꯁꯤꯄꯤꯡꯒꯤ ꯃꯇꯝ ꯑꯃꯁꯨꯡ ꯃꯃꯜ ꯍꯟꯊꯍꯟꯅꯕ ꯀꯁ꯭ꯇꯃꯔꯒꯤ ꯃꯐꯝꯒ ꯅꯛꯅꯕ ꯐꯨꯜꯐꯤꯜꯃꯦꯟꯇ ꯁꯦꯟꯇꯔ ꯑꯃ ꯁꯤꯖꯤꯟꯅꯕ, ꯁꯤꯞꯃꯦꯟꯇ ꯈꯨꯗꯤꯡꯃꯛꯀꯤ ꯈ꯭ꯋꯥꯏꯗꯒꯤ ꯐꯕ ꯔꯦꯠꯁꯤꯡ ꯐꯪꯅꯕ ꯃꯁꯤꯡ ꯌꯥꯝꯂꯕ ꯀꯦꯔꯤꯌꯔꯁꯤꯡ ꯁꯤꯖꯤꯟꯅꯕ, ꯃꯁꯤꯡ ꯌꯥꯝꯂꯕ ꯑꯣꯔꯗꯔꯁꯤꯡ ꯑꯁꯤ ꯁꯤꯞꯃꯦꯟꯇ ꯑꯃꯗ ꯄꯨꯟꯁꯤꯟꯅꯗꯨꯅ ꯍꯟꯊꯍꯟꯅꯕ ꯕꯜꯀ ꯁꯤꯄꯤꯡ, ꯁꯤꯄꯤꯡꯒꯤ ꯃꯃꯜ, ꯄꯦꯀꯦꯖꯁꯤꯡꯒꯤ ꯑꯔꯨꯝꯕ ꯑꯃꯁꯨꯡ ꯁꯥꯏꯖ ꯍꯟꯊꯍꯟꯅꯕ ꯃꯇꯤꯛ ꯆꯥꯕ ꯄꯦꯀꯦꯖꯤꯡ ꯃꯦꯇꯤꯔꯤꯌꯦꯜꯁꯤꯡ ꯁꯤꯖꯤꯟꯅꯕ ꯑꯗꯨꯒ ꯇ꯭ꯔꯥꯟꯁꯤꯠꯀꯤ ꯃꯇꯝꯗ ꯄꯣꯠꯊꯣꯛꯁꯤꯡ ꯑꯗꯨ ꯉꯥꯛꯊꯣꯛꯄ ꯉꯝꯍꯟꯕ ꯈꯪꯖꯤꯟꯒꯗꯕ ꯑꯃꯗꯤ ꯃꯁꯤꯡ ꯌꯥꯝꯂꯕ ꯃꯑꯣꯡꯗ ꯊꯕꯛ ꯇꯧꯕ ꯑꯁꯤꯅꯤ꯫ ꯑꯣꯟꯂꯥꯏꯟ ꯁ꯭ꯇꯣꯔ ꯑꯃꯒꯤꯗꯃꯛ ꯏꯐꯤꯁꯤꯑꯦꯟꯇ ꯁꯤꯄꯤꯡꯒꯤ ꯃꯑꯣꯡ ꯑꯃꯠꯇ ꯂꯩꯇꯦ꯫ ꯂꯩꯕꯥꯛꯁꯤꯡꯗ ꯌꯨꯅꯥꯏꯇꯦꯗ ꯁꯇꯦꯠꯁ ꯁ꯭ꯇꯣꯔ ꯑꯗꯨꯅ ꯗꯦꯇꯥ ꯑꯗꯨ ꯂꯦꯞꯇꯅ ꯑꯦꯅꯂꯥꯏꯖ ꯇꯧꯒꯗꯕꯅꯤ꯫ ꯁꯤꯄꯤꯡ ꯑꯣꯞꯁꯟꯁꯤꯡ ꯆꯥꯡꯗꯝꯅ ꯒꯗꯕꯅꯤ ꯑꯃꯁꯨꯡ ꯃꯃꯜ ꯍꯣꯡꯕ, ꯊꯥꯖꯕ ꯌꯥꯕ ꯑꯃꯁꯨꯡ ꯃꯇꯝ ꯆꯥꯅ ꯄꯤꯕ ꯉꯝꯅꯕ ꯃꯁꯤꯒꯤ ꯁ꯭ꯇꯔꯦꯇꯦꯖꯤ ꯑꯗꯨ ꯁꯦꯝꯗꯣꯛ-ꯁꯦꯝꯖꯤꯟ ꯇꯧꯒꯗꯕꯅꯤ꯫ ꯃꯃꯤꯡ ꯂꯩꯔꯕ ꯃꯤꯑꯣꯏ ꯑꯃꯒ ꯏꯟꯇꯔꯚ꯭ꯌꯨ ꯇꯧꯅꯕꯒꯤꯗꯃꯛ ꯋꯥꯍꯪꯁꯤꯡꯒꯤ ꯑꯔꯤꯕ ꯂꯤꯁꯠ ꯑꯃ ꯁꯦꯝꯃꯨ꯫ ꯂꯤꯁꯠ ꯑꯗꯨ ꯑꯥꯎꯠꯄꯨꯠ ꯇꯧ꯫ ꯏꯟꯄꯨꯠ ꯑꯃꯠꯇ ꯂꯩꯇꯦ꯫ ꯑꯗꯣꯝꯒꯤ ꯂꯝꯆꯠ-ꯁꯥꯖꯠꯀꯤ ꯃꯇꯥꯡꯗ ꯈꯔꯥ ꯍꯥꯏꯕꯤꯌꯨ ꯑꯃꯁꯨꯡ ꯃꯁꯤꯅ ꯑꯗꯣꯝꯕꯨ ꯉꯁꯤ ꯑꯗꯣꯝꯅ ꯂꯩꯔꯤꯕ ꯃꯐꯝ ꯑꯁꯤꯗ ꯀꯔꯝꯅ ꯄꯨꯔꯛꯈꯤꯕꯒꯦ? ꯑꯗꯣꯝꯒꯤ ꯀ꯭ꯔꯤꯌꯦꯇꯤꯚ ꯄ꯭ꯔꯣꯁꯦꯁ ꯅꯠꯇ꯭ꯔꯒ ꯂꯥꯏꯟ ꯑꯣꯐ ꯋꯥꯔꯛꯇ ꯑꯗꯣꯝꯕꯨ ꯀꯔꯤꯅ ꯏꯊꯤꯜ ꯄꯤꯔꯤꯕꯒꯦ? ꯑꯗꯣꯝꯒꯤ ꯀꯦꯔꯤꯌꯔꯗ ꯑꯗꯣꯝꯅ ꯊꯦꯡꯅꯈꯤꯕ ꯈ꯭ꯋꯥꯏꯗꯒꯤ ꯆꯥꯎꯕ ꯁꯤꯡꯅꯕ ꯑꯗꯨ ꯀꯔꯤꯅꯣ ꯑꯃꯁꯨꯡ ꯃꯁꯤ ꯑꯗꯣꯝꯅ ꯀꯔꯝꯅ ꯃꯥꯏ ꯄꯥꯛꯈꯤꯕꯒꯦ? ꯑꯗꯣꯝꯒꯤ ꯄꯨꯟꯁꯤ ꯅꯠꯇ꯭ꯔꯒ ꯃꯤꯠꯌꯦꯡꯗ ꯑꯍꯣꯡꯕ ꯄꯨꯔꯛꯈꯤꯕ ꯃꯤꯀꯨꯞ ꯑꯃ ꯅꯠꯇ꯭ꯔꯒ ꯑꯦꯛꯁꯄꯤꯔꯤꯌꯦꯟꯁ ꯑꯃ ꯑꯩꯈꯣꯏꯗ ꯍꯥꯏꯕꯤꯔꯛꯄ ꯌꯥꯒꯗ꯭ꯔꯥ? ꯃꯤꯌꯥꯝꯒꯤ ꯃꯤꯠꯌꯦꯡꯗ ꯀ꯭ꯔꯤꯇꯤꯁꯤꯖꯝ ꯑꯃꯁꯨꯡ ꯅꯦꯒꯦꯇꯤꯚꯤꯇꯤ ꯑꯁꯤ ꯀꯔꯝꯅ ꯍꯦꯟꯗꯜ ꯇꯧꯔꯤꯕꯒꯦ? ꯑꯗꯣꯝꯅ ꯑꯗꯣꯝꯒꯤ ꯄꯔꯁꯣꯅꯦꯜ ꯂꯥꯏꯐ ꯑꯃꯁꯨꯡ ꯑꯗꯣꯝꯒꯤ ꯄꯕ꯭ꯂꯤꯛ ꯄꯔꯁꯣꯅꯥ ꯑꯗꯨ ꯀꯔꯝꯅ ꯕꯦꯂꯦꯟꯁ ꯇꯧꯒꯅꯤ? ꯅꯍꯥꯛꯀꯤ ꯊꯕꯛꯀꯤ ꯈ꯭ꯋꯥꯏꯗꯒꯤ ꯃꯅꯥ ꯄꯤꯕ ꯃꯁꯛ ꯑꯗꯨ ꯀꯔꯤꯅꯣ? ꯄꯦꯇꯔꯟ ꯑꯃꯁꯨꯡ ꯗꯥꯏꯃꯦꯟꯁꯟꯁꯤꯡ ꯑꯗꯨ ꯄꯤꯔꯒ ꯃꯑꯣꯡ ꯑꯗꯨꯒꯤ ꯑꯦꯔꯤꯌꯥ ꯑꯗꯨ ꯂꯦꯞꯊꯣꯛꯎ꯫ ꯁꯦꯃꯤ ꯃꯉꯥꯒꯤ ꯁꯥꯏꯗ ꯂꯦꯡꯗꯅ ꯂꯩꯕ ꯍꯦꯛꯁꯥꯒꯣꯟ, ꯃꯐꯝ ꯑꯁꯤꯗ ꯑꯩꯈꯣꯏꯒꯤ ꯀꯦꯁꯇ ꯁꯦꯟꯇꯤꯃꯤꯇꯔ ꯃꯉꯥ ꯑꯣꯏꯕ ꯍꯦꯛꯁꯥꯒꯣꯟꯒꯤ ꯁꯥꯏꯗ ꯂꯦꯡꯗꯅ ꯂꯩ꯫ ꯍꯥꯏꯁꯦꯟꯕꯔꯒ ꯑꯟꯁꯔꯇꯦꯅꯤꯇꯤ ꯄ꯭ꯔꯤꯟꯁꯤꯄꯜ ꯑꯁꯤ ꯀ꯭ꯋꯥꯟꯇꯝ ꯃꯦꯀꯥꯅꯤꯛꯁꯇ ꯐꯟꯗꯥꯃꯦꯟꯇꯜ ꯄ꯭ꯔꯤꯟꯁꯤꯄꯜ ꯑꯃꯅꯤ꯫ ꯃꯁꯤꯅ ꯍꯥꯏꯔꯤ ꯃꯗꯨꯗꯤ ꯄꯣꯠꯁꯛ ꯑꯃꯒꯤ ꯑꯀꯛꯅꯕ ꯄꯣꯖꯤꯁꯟ ꯑꯃꯁꯨꯡ ꯑꯀꯛꯅꯕ ꯈꯣꯡꯖꯦꯜ ꯑꯅꯤꯃꯛ ꯃꯇꯝ ꯑꯃꯗ ꯈꯪꯕ ꯉꯝꯗꯦ꯫ ꯃꯔꯝꯗꯤ ꯁꯕꯑꯦꯇꯣꯃꯤꯛ ꯄꯥꯔꯇꯤꯀꯜ ꯑꯃꯒꯤ ꯄ꯭ꯔꯣꯄꯔꯇꯤ ꯑꯃꯥ, ꯃꯗꯨꯗꯤ ꯃꯁꯤꯒꯤ ꯄꯣꯖꯤꯁꯟꯒꯨꯝꯕ, ꯃꯥꯄꯜꯒꯤ ꯑꯦꯛꯇ ꯑꯁꯤꯅ ꯑꯇꯣꯞꯄ ꯄ꯭ꯔꯣꯄꯔꯇꯤ ꯑꯃ, ꯍꯥꯏꯕꯗꯤ ꯃꯁꯤꯒꯤ ꯃꯣꯃꯦꯟꯇꯝ ꯑꯁꯤ ꯁꯣꯏꯗꯅ ꯁꯣꯛꯅ ꯒꯅꯤ꯫